ꯐꯦꯁꯤꯑꯦꯜ ꯔꯤꯀꯣꯒꯅꯤꯁꯟ ꯇꯦꯛꯅꯣꯂꯣꯖꯤꯒꯤ ꯇꯣꯉꯥꯟ-ꯇꯣꯉꯥꯟꯕ ꯃꯈꯜ ꯑꯅꯤ ꯆꯥꯡꯗꯝꯅꯕ ꯑꯃꯁꯨꯡ ꯀꯟꯇ꯭ꯔꯦꯁ ꯇꯧꯕ꯫ ꯐꯦꯁꯤꯑꯦꯜ ꯔꯤꯀꯣꯒꯅꯤꯁꯟ ꯇꯦꯛꯅꯣꯂꯣꯖꯤ ꯑꯁꯤ ꯃꯤꯑꯣꯏ ꯑꯃꯒꯤ ꯐꯦꯁꯤꯑꯦꯜ ꯐꯤꯆꯔꯁꯤꯡ ꯑꯦꯅꯥꯂꯥꯏꯖ ꯇꯧꯗꯨꯅ ꯑꯃꯁꯨꯡ ꯆꯥꯡꯗꯝꯅꯗꯨꯅ ꯑꯥꯏꯗꯦꯟꯇꯤꯇꯤ ꯈꯪꯗꯣꯛꯄ ꯅꯠꯇ꯭ꯔꯒ ꯚꯦꯔꯤꯐꯥꯏ ꯇꯧꯕ ꯌꯥꯕ ꯑꯦꯄ꯭ꯂꯤꯀꯦꯁꯟ ꯑꯃꯅꯤ꯫ ꯉꯁꯤꯗꯤ ꯇꯣꯉꯥꯟ ꯇꯣꯉꯥꯟꯕ ꯃꯈꯜꯒꯤ ꯐꯦꯁꯤꯑꯦꯜ ꯔꯤꯀꯣꯒꯅꯤꯁꯟ ꯇꯦꯛꯅꯣꯂꯣꯖꯤꯁꯤꯡ ꯁꯤꯖꯤꯟꯅꯔꯤ, ꯃꯈꯣꯏ ꯈꯨꯗꯤꯡꯃꯛꯀꯤ ꯄꯥꯡꯒꯜ ꯑꯃꯁꯨꯡ ꯑꯋꯥꯠꯄ ꯂꯩ꯫ ꯑꯆꯧꯕ ꯃꯈꯜ ꯑꯅꯤꯗꯤ ꯇꯨꯗꯤ ꯑꯃꯁꯨꯡ ꯑꯍꯨꯝꯗꯤ ꯊ꯭ꯔꯤꯗꯤ ꯐꯦꯁꯤꯑꯦꯜ ꯔꯤꯀꯣꯒꯅꯤꯁꯟꯅꯤ꯫ ꯇꯨꯗꯤ ꯐꯦꯁꯤꯑꯦꯜ ꯔꯤꯀꯣꯒꯅꯤꯁꯟ: ꯇꯨꯗꯤ ꯐꯦꯁꯤꯑꯦꯜ ꯔꯤꯀꯣꯒꯅꯤꯁꯟ ꯇꯦꯛꯅꯣꯂꯣꯖꯤ ꯑꯁꯤ ꯃꯤ ꯈꯪꯗꯣꯛꯅꯕ ꯈ꯭ꯋꯥꯏꯗꯒꯤ ꯀꯃꯟ ꯑꯣꯏꯕ ꯑꯃꯁꯨꯡ ꯄꯥꯛ ꯁꯟꯅ ꯁꯤꯖꯤꯟꯅꯕ ꯇꯦꯛꯅꯣꯂꯣꯖꯤꯅꯤ꯫ ꯃꯁꯤꯅ ꯐꯣꯇꯣ ꯑꯃꯗꯒꯤ ꯂꯧꯕ ꯅꯠꯇ꯭ꯔꯒ ꯗꯤꯖꯤꯇꯦꯜ ꯀꯦꯃꯦꯔꯥ ꯁꯤꯖꯤꯟꯅꯗꯨꯅ ꯔꯤꯑꯦꯜ-ꯇꯥꯏꯝꯗ ꯂꯧꯕ ꯐꯦꯁ ꯑꯃꯒꯤ ꯏꯃꯦꯖ ꯑꯃ ꯁꯤꯖꯤꯟꯅꯗꯨꯅ ꯑꯀꯛꯅꯕ ꯐꯦꯁꯤꯑꯦꯜ ꯐꯤꯆꯔꯁꯤꯡ ꯑꯦꯅꯥꯂꯥꯏꯖ ꯇꯧꯕ ꯑꯃꯁꯨꯡ ꯆꯥꯡꯗꯝꯅꯕ ꯌꯥꯏ꯫ ꯇꯦꯛꯅꯣꯂꯣꯖꯤ ꯑꯁꯤꯒꯤ ꯑꯆꯨꯝꯕ ꯑꯁꯤ ꯏꯃꯦꯖꯒꯤ ꯃꯒꯨꯟ, ꯃꯉꯥꯜ, ꯄꯣꯖ ꯑꯃꯁꯨꯡ ꯑꯇꯣꯞꯄꯥ ꯋꯥꯐꯝꯁꯤꯡꯒꯤ ꯃꯈ ꯄꯣꯜꯂꯤ꯫ ꯃꯔꯝ ꯑꯗꯨꯅ ꯇꯦꯛꯅꯣꯂꯣꯖꯤ ꯑꯁꯤꯅ ꯃꯉꯥꯜ ꯌꯥꯝꯅ ꯂꯩꯇꯕ ꯑꯀꯣꯏꯔꯣꯟꯁꯤꯡꯗ, ꯅꯠꯇ꯭ꯔꯒ ꯃꯁꯛ ꯈꯪꯗꯣꯛꯂꯤꯕ ꯃꯤꯑꯣꯏ ꯑꯗꯨꯅꯥ ꯃꯈꯣꯏꯒꯤ ꯃꯐꯝꯒꯤ ꯃꯑꯣꯡ-ꯃꯇꯧ ꯑꯗꯨ ꯊꯤꯡꯖꯤꯟꯕ ꯒ꯭ꯂꯥꯁ ꯅꯠꯇ꯭ꯔꯒ ꯍꯦꯠꯁꯤꯡ ꯁꯤꯖꯤꯟꯅꯔꯛꯄ ꯃꯇꯝꯗ ꯂꯥꯟꯊꯦꯡꯅꯔꯛꯄ ꯌꯥꯏ꯫ ꯊ꯭ꯔꯤꯗꯤ ꯐꯦꯁꯤꯑꯦꯜ ꯔꯤꯀꯣꯒꯅꯤꯁꯟ: ꯃꯥꯏꯀꯩ ꯑꯃꯔꯣꯝꯗ ꯊ꯭ꯔꯤꯗꯤ ꯐꯦꯁꯤꯑꯦꯜ ꯔꯤꯀꯣꯒꯅꯤꯁꯟ ꯇꯦꯛꯅꯣꯂꯣꯖꯤꯅ ꯃꯤꯛꯁ ꯑꯁꯤꯗ ꯑꯇꯣꯞꯄ ꯗꯥꯏꯃꯦꯟꯁꯟ ꯊꯣꯏꯗꯣꯛꯄ ꯍꯥꯞꯆꯤꯜꯂꯤ꯫ ꯇꯦꯛꯅꯣꯂꯣꯖꯤ ꯑꯁꯤꯅ ꯁ꯭ꯇꯔꯛꯆꯔꯦꯜ ꯂꯥꯏꯠ ꯅꯠꯇ꯭ꯔꯒ ꯂꯦꯖꯔ ꯁꯤꯖꯤꯟꯅꯗꯨꯅ ꯃꯤꯑꯣꯏ ꯑꯃꯒꯤ ꯃꯥꯏꯊꯣꯡꯒꯤ ꯊ꯭ꯔꯤꯗꯤ ꯃꯣꯗꯦꯜ ꯑꯃ ꯁꯦꯝꯃꯤ꯫ ꯃꯤꯑꯣꯏ ꯑꯃꯒꯤ ꯃꯥꯏꯒꯤ ꯕꯝꯄ ꯑꯃꯁꯨꯡ ꯀꯔꯕ ꯈꯨꯗꯤꯡꯃꯛ ꯃꯣꯗꯦꯜ ꯇꯧꯗꯨꯅ ꯊ꯭ꯔꯤꯗꯤ ꯐꯦꯁꯤꯑꯦꯜ ꯔꯤꯀꯣꯒꯅꯤꯁꯟꯅ ꯃꯉꯥꯜ ꯅꯦꯝꯕ ꯀꯟꯗꯤꯁꯟꯁꯤꯡꯗꯁꯨ ꯐꯦꯁ ꯔꯤꯀꯣꯒꯅꯤꯁꯟꯒꯤ ꯑꯆꯨꯝꯕ ꯍꯦꯟꯒꯠꯍꯜꯂꯤ꯫ ꯃꯁꯤꯗ ꯅꯠꯇꯅ, ꯇꯦꯛꯅꯣꯂꯣꯖꯤ ꯑꯁꯤꯅ ꯇꯣꯉꯥꯟ ꯇꯣꯉꯥꯟꯕ ꯄꯣꯖꯁꯤꯡ ꯅꯠꯇ꯭ꯔꯒ ꯒ꯭ꯂꯥꯁ ꯑꯃꯁꯨꯡ ꯍꯦꯠꯒꯨꯝꯕ ꯑꯦꯛꯁꯦꯁꯔꯤꯖꯁꯤꯡꯅ ꯑꯀꯥꯏꯕ ꯄꯤꯗꯦ ꯃꯔꯝꯗꯤ ꯗꯦꯞꯊ ꯏꯅꯐꯣꯔꯃꯦꯁꯟ ꯑꯁꯤꯅ ꯑꯁꯦꯡꯕ ꯑꯃꯁꯨꯡ ꯑꯔꯥꯟꯕ ꯋꯥꯐꯝꯁꯤꯡꯒꯤ ꯃꯔꯛꯇ ꯈꯦꯠꯅꯕ ꯊꯝꯕꯗ ꯃꯇꯦꯡ ꯄꯥꯡꯏ꯫ ꯑꯗꯨꯝ ꯑꯣꯏꯅꯃꯛ, ꯊꯕꯛ ꯇꯧꯅꯕꯒꯤꯗꯃꯛ, ꯃꯍꯧꯁꯥꯅ ꯃꯁꯤꯅ ꯍꯦꯟꯅ ꯀꯝꯄ꯭ꯂꯦꯛꯁ ꯑꯃꯁꯨꯡ ꯃꯃꯜ ꯌꯥꯝꯂꯕ ꯍꯥꯔꯗꯋꯥꯌꯔ ꯗꯤꯚꯥꯏꯁꯁꯤꯡ ꯍꯥꯏꯕꯗꯤ ꯏꯟꯐ꯭ꯔꯥꯔꯦꯗ ꯀꯦꯃꯦꯔꯥ ꯑꯃꯁꯨꯡ ꯗꯤꯚꯥꯏꯁꯁꯤꯡꯗ ꯏꯟꯇꯤꯒ꯭ꯔꯦꯠ ꯇꯧꯕ ꯃꯊꯧ ꯇꯥꯕ ꯁꯦꯟꯁꯔꯁꯤꯡ ꯃꯊꯧ ꯇꯥꯏ꯫ ꯂꯣꯏꯁꯤꯜꯂꯛꯄꯗ ꯇꯨꯗꯤ ꯐꯦꯁꯤꯑꯦꯜ ꯔꯤꯀꯣꯒꯅꯤꯁꯟ ꯇꯦꯛꯅꯣꯂꯣꯖꯤ ꯑꯁꯤ ꯏ,ꯝꯄ꯭ꯂꯤꯃꯦꯟꯇ ꯇꯧꯕꯗ ꯂꯥꯏꯕ ꯑꯃꯁꯨꯡ ꯍꯦꯟꯅ ꯀꯃꯟ ꯑꯣꯏꯅ ꯁꯤꯖꯤꯟꯅꯔꯕꯁꯨ, ꯊ꯭ꯔꯤꯗꯤ ꯐꯦꯁꯤꯑꯦꯜ ꯔꯤꯀꯣꯒꯅꯤꯁꯟ ꯇꯦꯛꯅꯣꯂꯣꯖꯤꯅ ꯍꯦꯟꯅ ꯄꯥꯛ-ꯆꯥꯎꯔꯕ ꯀꯟꯗꯤꯁꯟꯁꯤꯡꯒꯤ ꯃꯈꯥꯗ ꯍꯦꯟꯅ ꯑꯆꯨꯝꯕ ꯑꯃꯁꯨꯡ ꯁꯦꯀ꯭ꯌꯨꯔ ꯑꯣꯏꯕ ꯔꯤꯀꯣꯒꯅꯤꯁꯟ ꯄꯤꯕꯒꯤ ꯄꯣꯇꯦꯟꯁꯤꯌꯦꯜ ꯂꯩ꯫ ꯃꯈꯥꯗ ꯄꯤꯔꯤꯕ ꯁꯥꯏꯟꯇꯤꯐꯤꯛ ꯇꯔꯝ ꯑꯁꯤꯒꯤꯗꯃꯛꯇ ꯇꯁꯦꯡꯕ ꯄꯨꯟꯁꯤꯒꯤ ꯈꯨꯗꯝ ꯑꯃ ꯊꯤꯕꯤꯌꯨ꯫ ꯆꯌꯣꯜ ꯊꯤꯑꯣꯔꯤ꯫ ꯆꯌꯣꯜ ꯊꯤꯑꯣꯔꯤ ꯑꯁꯤ ꯗꯤꯁꯑꯣꯔꯗꯔ ꯑꯣꯏꯅ ꯎꯕ, ꯑꯗꯨꯕꯨ ꯇꯁꯦꯡꯕꯗꯤ ꯃꯈꯥ ꯇꯥꯕ ꯁ꯭ꯇꯔꯛꯆꯔ ꯑꯃ ꯂꯩꯕ ꯀꯝꯄ꯭ꯂꯦꯛꯁ, ꯗꯥꯏꯅꯥꯃꯤꯛ ꯁꯤꯁꯇꯦꯝꯁꯤꯡꯒꯤ ꯂꯝꯆꯠ-ꯁꯥꯖꯠ ꯑꯗꯨ ꯁꯟꯗꯣꯛꯅ ꯇꯥꯛꯄ ꯃꯦꯊꯃꯦꯇꯤꯀꯦꯜ ꯀꯟꯁꯦꯞꯇ ꯑꯃꯅꯤ꯫ ꯇꯁꯦꯡꯕ ꯄꯨꯟꯁꯤꯗ ꯆꯌꯣꯜꯒꯤ ꯑꯣꯏꯕ ꯊꯤꯑꯣꯔꯤꯒꯤ ꯃꯤꯌꯥꯝꯅ ꯄꯥꯝꯅꯕ ꯈꯨꯗꯝ ꯑꯃꯗꯤ "ꯕꯇꯔꯐ꯭ꯂꯥꯏ ꯏꯐꯦꯛꯇ" ꯊꯤꯑꯣꯔꯤ ꯍꯥꯏꯅ ꯈꯪꯅꯩ, ꯃꯁꯤ ꯑꯍꯥꯟꯕ ꯑꯣꯏꯅ ꯃꯦꯇꯤꯑꯣꯔꯣꯂꯣꯖꯤꯁ꯭ꯠ ꯑꯦꯗꯕꯥꯔꯗ ꯂꯣꯔꯦꯟꯖꯅ ꯅꯥꯏꯟꯇꯤꯟ ꯁꯥꯛꯁꯇꯤ ꯊ꯭ꯔꯤꯗ ꯐꯣꯡꯗꯣꯛꯈꯤ, ꯊꯤꯑꯣꯔꯤ ꯑꯁꯤꯒꯤ ꯃꯇꯨꯡ ꯏꯟꯅ, ꯅꯣꯡꯖꯨ-ꯅꯨꯡꯁꯥꯒꯨꯝꯕ ꯗꯥꯏꯅꯥꯃꯤꯛ ꯁꯤꯁ꯭ꯇꯦꯝ ꯑꯃꯒꯤ ꯑꯍꯥꯟꯕ ꯀꯟꯗꯤꯁꯟꯁꯤꯡꯗ ꯃꯤꯅꯤꯠ ꯈꯔꯒꯤ ꯑꯣꯏꯕ ꯈꯦꯠꯅꯕ ꯑꯁꯤꯅ ꯑꯥꯎꯠꯀꯝꯁꯤꯡꯗ ꯑꯆꯧꯕ ꯈꯦꯠꯅꯕ ꯄꯨꯔꯛꯏ꯫ ꯃꯁꯤ ꯃꯤꯌꯥꯝꯅ ꯕ꯭ꯔꯥꯖꯤꯜꯗ ꯂꯩꯕ ꯕꯇꯔꯐ꯭ꯂꯥꯏ ꯑꯃꯒꯤ ꯈꯣꯡꯎꯞꯀꯤ ꯐ꯭ꯂꯦꯞ ꯑꯁꯤꯅ ꯇꯦꯛꯁꯥꯁꯇ ꯇꯔꯅꯦꯗꯣ ꯑꯃ ꯊꯣꯛꯍꯟꯈꯤ ꯍꯥꯏꯅ ꯐꯣꯡꯗꯣꯛꯏ꯫ ꯂꯣꯔꯦꯟꯖꯅ ꯃꯁꯤ ꯈꯪꯗꯣꯛꯈꯤ ꯃꯗꯨꯗꯤ ꯃꯍꯥꯛꯅ ꯋꯦꯗꯔ ꯄꯦꯇꯔꯟꯁꯤꯡꯒꯤ ꯀꯝꯄ꯭ꯌꯨꯇꯔ ꯁꯤꯃꯨꯂꯦꯁꯟ ꯑꯃꯗ ꯈꯔ ꯇꯣꯉꯥꯟꯕ ꯚꯦꯂ꯭ꯌꯨꯁꯤꯡ ꯌꯥꯎꯍꯟꯈꯤ ꯑꯃꯁꯨꯡ ꯔꯤꯖꯜꯇꯁꯤꯡ ꯑꯗꯨ ꯌꯥꯝꯅ ꯇꯣꯉꯥꯜꯂꯤ ꯍꯥꯏꯕ ꯈꯪꯈꯤ꯫